ꯑꯄꯤꯕ ꯏꯁꯨ ꯑꯃ ꯊꯦꯡꯅꯅꯕ ꯄꯣꯠꯊꯣꯛ ꯑꯃ ꯗꯤꯖꯥꯏꯟ ꯇꯧꯕ꯫ ꯋꯥꯐꯝ ꯑꯁꯤ ꯑꯍꯜ ꯑꯣꯏꯔꯕꯁꯤꯡꯅ ꯅꯍꯥ ꯑꯣꯏꯔꯤꯕ ꯃꯤꯑꯣꯏꯁꯤꯡꯒꯥ ꯃꯥꯟꯅꯕ ꯇꯦꯛꯅꯣꯂꯣꯖꯤꯒꯤ ꯈꯨꯗꯣꯡꯆꯥꯕ ꯐꯪꯗꯕꯅꯤ꯫ ꯏꯁꯨ ꯑꯁꯤ ꯀꯣꯛꯍꯟꯕꯗ ꯃꯇꯦꯡ ꯄꯥꯡꯅꯕ ꯑꯣꯏꯊꯣꯛꯄ ꯌꯥꯕ ꯁꯣꯂꯨꯁꯟ ꯑꯃꯗꯤ ꯇꯦꯛꯅꯣꯂꯣꯖꯤ ꯁꯤꯖꯤꯟꯅꯕꯗ ꯂꯥꯏꯊꯣꯛꯍꯟꯕ ꯑꯃꯁꯨꯡ ꯍꯦꯟꯅ ꯈꯨꯗꯣꯡꯆꯥꯕ ꯄꯤꯕ ꯉꯝꯕ ꯑꯍꯜ ꯑꯣꯏꯔꯕꯁꯤꯡꯒꯤꯗꯃꯛꯇ ꯑꯈꯟꯅꯅ ꯄꯣꯠꯊꯣꯛ ꯑꯃ ꯗꯤꯖꯥꯏꯟ ꯇꯧꯕꯅꯤ꯫ ꯄꯣꯠꯊꯣꯛ ꯑꯁꯤ ꯑꯦꯜꯗꯔꯇꯦꯛ ꯍꯥꯏꯅ ꯀꯧꯕ ꯌꯥꯏ ꯑꯃꯁꯨꯡ ꯃꯁꯤ ꯁ꯭ꯃꯥꯔꯠꯐꯣꯟ, ꯇꯦꯕꯜ, ꯑꯃꯁꯨꯡ ꯀꯝꯄ꯭ꯌꯨꯇꯔꯒꯤ ꯐꯪꯁꯅꯦꯂꯤꯇꯤ ꯄꯨꯟꯁꯤꯜꯂꯕ ꯑꯣꯜ ꯏꯟ ꯋꯥꯟ ꯗꯤꯚꯥꯏꯁ ꯑꯃꯥ ꯑꯣꯏꯒꯅꯤ, ꯑꯗꯨꯕꯨ ꯁꯦꯅꯤꯌꯔꯁꯤꯡꯅ ꯆꯠꯊꯣꯛ-ꯆꯠꯁꯤꯟ ꯇꯧꯕꯗ ꯂꯥꯏꯕ ꯌꯨꯖꯔ ꯐ꯭ꯔꯦꯟꯂꯤ ꯏꯟꯇꯔꯐꯦꯁ ꯑꯃꯥ ꯑꯣꯏꯒꯅꯤ꯫ ꯑꯦꯜꯗꯔꯇꯦꯛꯀꯤ ꯃꯁꯛꯁꯤꯡ ꯑꯁꯤ ꯃꯈꯥꯗ ꯄꯤꯔꯤꯕꯁꯤꯡ ꯑꯁꯤ ꯌꯥꯎꯕ ꯌꯥꯏ: ꯑꯦꯗꯖꯁ꯭ꯇꯦꯕꯜ ꯐꯣꯟ ꯁꯥꯏꯖꯁꯤꯡ ꯑꯃꯁꯨꯡ ꯍꯥꯏ ꯀꯟꯇꯔꯁ꯭ꯠ ꯗꯤꯁꯄꯂꯦ ꯑꯣꯞꯁꯟꯁꯤꯡꯒ ꯂꯣꯏꯅꯅ ꯑꯆꯧꯕ, ꯃꯌꯦꯛ ꯁꯦꯡꯕ ꯇꯆ ꯁ꯭ꯀꯔꯤꯟ ꯑꯃ꯫ ꯚꯣꯏꯁ-ꯑꯦꯛꯇꯤꯕ ꯀꯟꯇꯔꯣꯜꯁꯤꯡ ꯑꯃꯁꯨꯡ ꯍꯦꯟꯗꯁ-ꯐ꯭ꯔꯤ ꯑꯣꯄꯔꯦꯁꯟꯒꯤꯗꯃꯛ ꯚꯔꯆꯨꯑꯦꯜ ꯑꯦꯁꯤꯁ꯭ꯇꯦꯟ ꯇꯦꯛꯅꯣꯂꯣꯖꯤ꯫ ꯁꯦꯅꯤꯌꯔꯁꯤꯡꯅ ꯆꯠꯊꯣꯛ-ꯆꯠꯁꯤꯟ ꯇꯧꯕꯗ ꯂꯥꯏꯕ ꯏꯆꯝ ꯆꯝꯕ, ꯏꯟꯇ꯭ꯌꯨꯇꯤꯕ ꯃꯦꯅꯨ ꯑꯃꯁꯨꯡ ꯑꯣꯄꯔꯦꯇꯤꯡ ꯁꯤꯁ꯭ꯇꯦꯝ꯫ ꯏꯃꯦꯜ, ꯚꯤꯗꯤꯑꯣ ꯀꯣꯂꯤꯡ, ꯃꯦꯗꯤꯀꯦꯁꯟ ꯔꯤꯃꯥꯏꯟꯗꯔ ꯑꯃꯁꯨꯡ ꯍꯦꯜꯠ ꯇ꯭ꯔꯦꯀꯤꯡꯒꯨꯝꯕ ꯇꯉꯥꯏ ꯐꯗꯕ ꯑꯦꯞꯁꯤꯡꯒ ꯂꯣꯏꯅꯅ ꯄ꯭ꯔꯤꯂꯣꯗ ꯇꯧꯕ꯫ ꯗꯤꯚꯥꯏꯁ ꯑꯁꯤ ꯀꯔꯝꯅ ꯁꯤꯖꯤꯟꯅꯒꯗꯒꯦ ꯑꯃꯁꯨꯡ ꯃꯁꯤꯒꯤ ꯇꯣꯉꯥꯟ ꯇꯣꯉꯥꯟꯕ ꯐꯤꯆꯔꯁꯤꯡ ꯑꯁꯤ ꯁꯦꯅꯤꯌꯔꯁꯤꯡꯗ ꯇꯝꯕꯤꯅꯕ ꯕꯤꯜꯠ-ꯏꯟ ꯇꯤꯎꯇꯣꯔꯤꯌꯥꯜꯁꯤꯡ ꯑꯃꯁꯨꯡ ꯍꯦꯜꯞ ꯒꯥꯏꯗꯁꯤꯡ꯫ ꯇꯆ ꯁ꯭ꯀꯔꯤꯟ ꯁꯤꯖꯤꯟꯅꯗꯕ ꯄꯥꯝꯂꯤꯕꯁꯤꯡꯒꯤꯗꯃꯛꯇ ꯑꯣꯞꯁꯅꯦꯜ ꯐꯤꯖꯤꯀꯦꯜ ꯕꯇꯟ ꯅꯠꯇꯔꯒ ꯀꯤꯕꯣꯔꯠ꯫ ꯅꯨꯃꯤꯠ ꯈꯨꯗꯤꯡꯒꯤ ꯁꯤꯖꯤꯟꯅꯅꯕꯒꯤꯗꯃꯛ ꯇꯦꯛꯇ ꯀꯥꯏꯗꯕ ꯀꯟꯁꯇ꯭ꯔꯛꯁꯟ ꯑꯃꯁꯨꯡ ꯕꯦꯠꯇꯔꯤꯒꯤ ꯃꯇꯝ ꯁꯥꯡꯅ ꯆꯠꯄ꯫ ꯁꯦꯅꯤꯌꯔꯁꯤꯡꯗ ꯃꯈꯣꯏꯒꯤ ꯗꯔꯀꯥꯔ ꯑꯣꯏꯕꯁꯤꯡ ꯑꯗꯨ ꯐꯪꯍꯟꯅꯕ ꯑꯀꯛꯅꯅ ꯗꯤꯖꯥꯏꯟ ꯇꯧꯕ ꯗꯤꯚꯥꯏꯁ ꯑꯃꯥ ꯄꯤꯗꯨꯅ, ꯑꯦꯜꯗꯔꯇꯦꯛꯅ ꯇꯦꯛꯅꯣꯂꯣꯖꯤꯒꯤ ꯑꯋꯥꯠꯄ ꯑꯁꯤ ꯂꯥꯛꯁꯤꯟꯕꯗ ꯃꯇꯦꯡ ꯄꯥꯡꯕ ꯉꯝꯒꯅꯤ ꯑꯃꯁꯨꯡ ꯑꯍꯜ ꯑꯣꯏꯔꯕ ꯃꯤꯑꯣꯏꯁꯤꯡꯅ ꯃꯈꯣꯏꯒꯤ ꯑꯀꯣꯏꯕꯗ ꯂꯩꯔꯤꯕ ꯃꯥꯂꯦꯝ ꯑꯁꯤꯒ ꯁꯝꯅꯍꯟꯕ, ꯈꯪꯍꯟꯕ ꯑꯃꯁꯨꯡ ꯋꯥꯔꯤ ꯁꯥꯅꯕꯗ ꯂꯥꯏꯊꯣꯛꯍꯟꯕ ꯉꯝꯒꯅꯤ꯫ ꯄꯦꯟꯇꯤꯡ ꯑꯃꯒꯤꯗꯃꯛ ꯋꯥꯈꯜꯂꯣꯟꯁꯤꯡꯒꯤ ꯁꯤꯔꯤꯖ ꯑꯃꯥ ꯁꯦꯝꯒꯠꯄꯥ꯫ ꯂꯝꯀꯣꯏꯕꯁꯤꯡꯒꯤ ꯂꯝꯀꯣꯏꯐꯝꯁꯤꯡ, ꯂꯝꯀꯣꯏꯕꯁꯤꯡꯒꯤ ꯄꯨꯛꯅꯤꯡ ꯆꯤꯡꯁꯤꯟꯅꯤꯡꯉꯥꯏ ꯑꯣꯏꯕ ꯎꯃꯪꯁꯤꯡ ꯑꯃꯁꯨꯡ ꯃꯐꯝ ꯑꯗꯨꯒꯤ ꯃꯅꯨꯡꯗ ꯆꯦꯟꯊꯔꯛꯄ ꯅꯤꯡꯊꯤꯖꯔꯕ ꯇꯨꯔꯦꯜ ꯑꯃꯥ ꯌꯥꯎꯕ ꯂꯦꯟꯠꯁ꯭ꯀꯦꯞ ꯄꯦꯟꯇꯤꯡ ꯑꯃꯥ꯫ ꯃꯁꯤꯡ ꯌꯥꯝꯂꯕ ꯃꯐꯝꯁꯤꯡꯒ ꯂꯣꯏꯅꯅ ꯐꯤꯒꯔ ꯑꯃꯥ ꯎꯠꯂꯤꯕ ꯁꯔꯤꯌꯥꯜ ꯄꯣꯇ꯭ꯔꯦꯠ ꯑꯃ, ꯃꯈꯣꯏ ꯈꯨꯗꯤꯡꯃꯛꯅ ꯇꯣꯉꯥꯟꯕ ꯏꯃꯣꯁꯟ ꯑꯃ ꯎꯠꯂ‌ꯦ꯫ ꯋꯥꯏꯜꯐ꯭ꯂꯥꯋꯥꯔꯒꯤ ꯚꯦꯖ ꯑꯃꯥ, ꯃꯅꯥ-ꯃꯁꯤꯡꯒꯤ ꯕꯣꯜ ꯑꯃ, ꯑꯃꯁꯨꯡ ꯇꯦꯕꯜ ꯑꯃꯗ ꯁꯦꯝꯖꯤꯟ ꯁꯥꯖꯤꯟꯈꯤꯕ ꯏꯂꯤꯒꯦꯟ ꯀꯇꯂꯔꯤꯁꯤꯡ ꯌꯥꯎꯕꯥ ꯁ꯭ꯇꯤꯜ ꯂꯥꯏꯐ ꯑꯃꯥ꯫ ꯗꯥꯏꯅꯥꯃꯤꯛ ꯕ꯭ꯔꯥꯁ ꯁ꯭ꯇꯔꯣꯛꯁꯤꯡ, ꯕꯣꯜꯗ ꯃꯆꯨ ꯑꯃꯁꯨꯡ ꯃꯑꯣꯡ ꯃꯇꯧꯁꯤꯡꯒ ꯂꯣꯏꯅꯅ ꯆꯠꯊꯣꯛ-ꯆꯠꯁꯤꯟ ꯑꯃꯁꯨꯡ ꯏꯅꯔꯖꯤ ꯄꯤꯕ ꯉꯝꯕ ꯑꯦꯕꯁ꯭ꯇꯔꯦꯛꯇ ꯄꯦꯟꯇꯤꯡ ꯑꯃꯅꯤ꯫ ꯑꯌꯨꯛꯇ ꯊꯋꯥꯏ ꯌꯥꯎꯕ ꯁꯍꯔꯒꯤ ꯃꯑꯣꯡ ꯃꯇꯧ ꯑꯃꯥ ꯎꯠꯂꯤꯕ ꯁꯍꯔꯒꯤ ꯃꯑꯣꯡ ꯃꯇꯧ ꯑꯃꯥ, ꯃꯗꯨꯗ ꯁꯍꯔꯒꯤ ꯃꯉꯥꯜꯁꯤꯡ ꯑꯃꯁꯨꯡ ꯃꯤ ꯌꯥꯝꯅ ꯇꯤꯟꯕ ꯂꯝꯕꯤꯁꯤꯡ ꯌꯥꯎꯔꯤ꯫ ꯁꯃꯨꯗ꯭ꯔꯒꯤ ꯁꯛꯇꯤ ꯎꯠꯄ ꯁꯃꯨꯗ꯭ꯔꯒꯤ ꯂꯝ ꯑꯃꯥ, ꯑꯋꯥꯡꯕ ꯇꯝꯄꯥꯛ ꯑꯃꯁꯨꯡ ꯅꯣꯡꯂꯩ ꯅꯨꯡꯁꯤꯠꯀꯤ ꯑꯇꯤꯌꯥꯒ ꯂꯣꯏꯅꯅꯥ꯫ ꯇꯔꯨ ꯇꯅꯥꯟꯕ, ꯇꯔꯨ ꯇꯅꯥꯟꯕ ꯃꯆꯨ ꯑꯃꯁꯨꯡ ꯅꯨꯃꯤꯠꯀꯤ ꯃꯉꯥꯜꯅ ꯊꯜꯂꯕ ꯐꯨꯜ ꯑꯃꯥ ꯑꯣꯏꯔꯤꯕꯥ ꯕꯥꯒꯥꯟ ꯑꯃꯅꯤ ꯏꯝꯄꯔꯦꯁꯅꯤꯁ꯭ꯇꯤꯛ ꯄꯦꯟꯇꯤꯡ꯫ ꯅꯨꯡꯁꯤꯖꯔꯕ ꯄꯣꯠꯆꯩ ꯅꯠꯇꯔꯒ ꯁꯥ ꯑꯃꯒꯤ ꯇꯁꯦꯡꯕ ꯃꯑꯣꯡ ꯃꯇꯧ ꯑꯃꯥ, ꯃꯈ‌ꯣꯏꯒꯤ ꯑꯈꯟꯅꯕ ꯄꯔꯁꯣꯅꯦꯂꯤꯇꯤ ꯑꯃꯁꯨꯡ ꯃꯑꯣꯡ ꯃꯇꯧꯁꯤꯡ ꯑꯗꯨ ꯐꯣꯡꯗꯣꯛꯄ꯫ ꯐꯣꯛ ꯑꯥꯔꯠꯅ ꯏꯟꯁꯄꯥꯏꯔ ꯇꯧꯕ ꯄꯦꯟꯇꯤꯡ ꯑꯃꯥ, ꯃꯗꯨꯗ ꯍꯨꯏꯝ ꯆꯦꯜꯂꯕ ꯃꯑꯣꯡꯁꯤꯡ ꯑꯃꯁꯨꯡ ꯍꯔꯥꯎ ꯇꯌꯥꯝꯕ ꯃꯆꯨꯁꯤꯡ ꯌꯥꯎꯔꯤ꯫ ꯃꯤꯅꯤꯃꯥꯂꯤꯁ꯭ꯠ ꯄꯦꯟꯇꯤꯡ ꯑꯃ, ꯃꯁꯤꯗ ꯏꯆꯝ ꯆꯝꯕ ꯀꯝꯄꯣꯖꯤꯁꯟ ꯑꯃ, ꯃꯣꯅꯣꯀꯔꯣꯃꯦꯇꯤꯛ ꯀꯂꯔ ꯁ꯭ꯀꯤꯝ ꯑꯃ,ꯑꯃꯁꯨꯡ ꯃꯑꯣꯡꯗ ꯃꯤꯠꯌꯦꯡ ꯊꯝꯕ ꯌꯥꯎꯔꯤ꯫